ꯃꯤꯌꯥꯝꯅ ꯊꯛꯅꯕ ꯏꯁꯤꯡꯒꯤ ꯃꯤꯄꯥꯏꯅꯔꯛꯄ ꯃꯃꯜ ꯍꯦꯟꯅ ꯏꯁꯤꯡ ꯌꯣꯟꯕꯁꯤꯡ ꯆꯩꯔꯥꯛ ꯄꯤꯕꯒꯤ ꯇꯉꯥꯏ ꯐꯗꯕ ꯂꯩꯔꯦ꯫ ꯀꯥꯡꯂꯨꯞꯀꯤ ꯏꯔꯥꯡꯅ ꯃꯩꯁꯥ ꯂꯥꯡꯂꯕ ꯃꯅꯤꯄꯨꯔꯒꯤ ꯃꯤꯌꯥꯝꯅ ꯍꯧꯖꯤꯛ ꯍꯧꯖꯤꯛ ꯊꯦꯡꯅꯔꯤꯕ ꯈ꯭ꯋꯥꯏꯗꯒꯤ ꯑꯋꯥꯕ ꯑꯃ ꯍꯥꯏꯕ ꯇꯥꯔꯒꯗꯤ ꯊꯛꯅꯕ-ꯆꯥꯅꯕ ꯏꯁꯤꯡ ꯐꯪꯂꯛꯇꯕ ꯑꯁꯤꯅꯤ꯫ ꯍꯧꯈꯤꯕ ꯅꯨꯃꯤꯠ ꯇꯔꯥ ꯅꯤ ꯔꯣꯝꯒꯤ ꯃꯃꯥꯡꯗ ꯃꯅꯤꯄꯨꯔꯗ ꯅꯣꯡ ꯈꯖꯤꯛ ꯈꯛꯇꯤ ꯇꯥꯔꯝꯃꯤ ꯑꯗꯨꯕꯨ ꯃꯗꯨꯗꯒꯤ ꯂꯥꯛꯄ ꯏꯁꯤꯡ ꯑꯗꯨꯅ ꯃꯤꯌꯥꯝꯅ ꯅꯣꯡꯃ ꯅꯤꯅꯤ ꯁꯤꯖꯤꯟꯅꯅꯕ ꯏꯁꯤꯡ ꯄꯤꯕ ꯉꯝꯈꯤꯗꯦ꯫ ꯍꯧꯖꯤꯛ ꯍꯧꯖꯤꯛꯃꯛ ꯀꯥꯂꯦꯟꯒꯤ ꯅꯨꯡꯁꯥꯒꯤ ꯆꯩꯊꯦꯡ ꯐꯪꯂꯤ꯫ ꯂꯣꯏꯖꯤꯡ ꯂꯣꯏꯌꯥꯗ ꯂꯩꯕ ꯄꯨꯈ꯭ꯔꯤ, ꯈꯣꯡꯕꯥꯜ, ꯏꯝꯐꯥꯜ ꯃꯅꯨꯡꯗ ꯆꯦꯟꯕ ꯇꯨꯔꯦꯜꯁꯤꯡ ꯑꯌꯥꯝꯕꯅ ꯏꯁꯤꯡ ꯀꯪꯈ꯭ꯔꯦ꯫ ꯇꯨꯔꯦꯜꯗ ꯏꯁꯤꯡ ꯃꯔꯤꯛ ꯑꯃ ꯐꯥꯎꯕ ꯄꯛꯈꯤꯗꯕ ꯃꯇꯝ ꯁꯥꯡꯖꯤꯜꯂꯛꯄꯅ ꯏꯁꯤꯡ ꯄꯤꯅꯕ ꯊꯧꯔꯥꯡ ꯀꯌ ꯥꯃꯔꯨꯝ ꯃꯥꯏ ꯄꯥꯛꯂꯛꯇꯕ ꯀꯨꯏꯔꯛꯂꯦ꯫ ꯂꯟꯅꯥꯏ ꯏꯁꯤꯡ ꯂꯂꯣꯟꯕꯁꯤꯡꯅ ꯇꯨꯔꯦꯜꯗ ꯇꯨꯡꯂꯒ ꯂꯩꯍꯧꯕ ꯏꯁꯤꯡ ꯈꯔꯗꯨ ꯆꯤꯡꯈꯠꯂꯒ ꯃꯤꯌꯥꯝꯗ ꯍꯥꯟꯅꯒꯤ ꯃꯃꯜꯗꯒꯤ ꯁꯔꯨꯛ ꯑꯍꯨꯝ ꯍꯦꯟꯒꯠꯂꯒ ꯌꯣꯜꯂꯤ꯫ ꯁꯍꯔ ꯃꯅꯨꯡꯗ ꯂꯩꯕ ꯃꯤꯌꯥꯝꯒꯤ ꯅꯣꯡꯃꯒꯤ ꯇꯉꯥꯏ ꯐꯗꯕ ꯊꯧꯔꯥꯡ ꯍꯥꯏꯕꯁꯤ ꯏꯁꯤꯡ ꯐꯪꯅꯅꯕ ꯂꯝꯕꯤ ꯊꯤꯕꯅꯤ꯫ ꯀꯥꯡꯂꯨꯞꯀꯤ ꯏꯔꯥꯡꯅ ꯃꯔꯝ ꯑꯣꯏꯔꯗꯨꯅ ꯂꯩꯉꯥꯛꯅ ꯊꯝꯂꯤꯕ ꯀꯥꯔꯐ꯭ꯌꯨ ꯃꯔꯛꯇ ꯂꯥꯟꯃꯤꯅ ꯐꯨꯔꯛꯄ ꯅꯠꯇ꯭ꯔꯒ ꯅꯣꯡꯃꯩ ꯀꯥꯞꯂꯛꯄꯒꯤ ꯋꯥꯈꯜ ꯊꯥꯗꯣꯛꯅꯔꯒ ꯏꯁꯤꯡ ꯊꯤꯕ ꯆꯠꯅꯔꯤ꯫ ꯍꯦꯟꯄꯝꯞ ꯀꯌꯥ ꯃꯔꯨꯝꯗ ꯏꯁꯤꯡ ꯂꯩꯕ ꯄꯨꯈ꯭ꯔꯤꯁꯤꯡꯗ ꯃꯤꯌꯥꯝ ꯁꯪꯒꯨ ꯁꯪꯒꯨ ꯄꯔꯦꯡ ꯂꯦꯞꯅꯗꯨꯅ ꯏꯁꯤꯡ ꯂꯧꯅꯅꯕ ꯍꯣꯠꯅꯔꯤ꯫ ꯊꯛꯅꯕ-ꯆꯥꯅꯕ ꯏꯁꯤꯡ ꯈꯛꯇ ꯅꯠꯇꯅ ꯏꯃꯨꯡꯒꯤ ꯇꯉꯥꯏꯐꯗꯕ ꯁꯤꯖꯤꯟꯅꯗꯕ ꯌꯥꯗꯕ ꯃꯌꯥꯝ ꯑꯃ ꯐꯪꯅꯗꯕꯗꯒꯤ ꯃꯩꯁꯥ ꯂꯥꯡꯅꯔꯤ꯫ ꯊꯛꯅꯅꯕ ꯏꯁꯤꯡꯒꯤ ꯑꯋꯥꯕ ꯂꯩꯍꯜꯂꯣꯏ ꯍꯥꯏꯅ ꯂꯥꯎꯔꯝꯕ ꯂꯩꯉꯥꯛꯄꯁꯤꯡ ꯎꯆꯤ ꯃꯈꯨꯜꯗ ꯆꯪꯈ꯭ꯔꯦ꯫ ꯋꯥꯐꯝ ꯑꯃꯠꯇ ꯐꯣꯡꯗꯣꯛꯅꯈꯤꯗ꯭ꯔꯦ꯫ ꯃꯤꯌꯥꯝꯁꯨ ꯑꯁꯤꯒꯨꯝꯕ ꯂꯩꯉꯥꯛꯇ ꯍꯥꯏꯔꯨꯔꯒ ꯀꯔꯤ ꯀꯥꯟꯅꯒꯅꯤ ꯈꯟꯗꯨꯅ ꯃꯁꯥ ꯃꯁꯥꯅ ꯏꯁꯤꯡ ꯊꯤꯕ ꯆꯠꯅꯔꯦ꯫ ꯃꯁꯤꯒꯤ ꯍꯥꯏꯔꯨꯔꯒꯗꯤ ꯃꯅꯤꯄꯨꯔꯗ ꯂꯩꯉꯥꯛ ꯂꯩꯇꯕꯒ ꯃꯥꯟꯅꯔꯕꯅꯤ꯫ ꯆꯤꯡꯈꯩ ꯆꯤꯡ ꯏꯁꯤꯡ ꯁꯦꯡꯗꯣꯛꯅꯕ ꯄꯣꯔꯝꯗꯒꯤ ꯏꯝꯐꯥꯜ ꯇꯨꯔꯦꯜꯗ ꯏꯁꯤꯡ ꯊꯥꯗꯔꯝꯕ ꯃꯇꯝ ꯈꯔ ꯈꯛꯀꯤ ꯑꯣꯏꯔꯝꯂꯦ꯫ ꯂꯣꯛꯇꯥꯛ ꯄꯥꯠꯇꯒꯤ ꯏꯝꯐꯥꯜ ꯐꯥꯎꯕ ꯏꯁꯤꯡ ꯄꯨꯔꯛꯅꯕ ꯇꯧꯔꯝꯕ ꯊꯧꯔꯥꯡ ꯀꯗꯣꯝꯗ ꯆꯠꯈ꯭ꯔꯕꯅꯣ ꯈꯪꯅꯗ꯭ꯔꯦ꯫ ꯑꯗꯨꯕꯨ ꯃꯤꯅꯤꯁꯇꯔꯁꯤꯡ, ꯃꯦꯝꯕꯔ ꯑꯣꯐ ꯗ ꯂꯦꯖꯤꯁꯂꯦꯇꯤꯚ ꯑꯦꯁꯦꯝꯕ꯭ꯂꯤꯁꯤꯡ, ꯚꯦꯔꯤ ꯏꯝꯄꯣꯔꯇꯦꯟꯠ ꯄꯔꯁꯟꯁꯤꯡꯗꯤ ꯃꯈꯣꯏꯗ ꯏꯁꯤꯡꯒꯤ ꯑꯋꯥꯕ ꯂꯩꯔꯝꯒꯅꯤ ꯊꯥꯖꯗꯦ꯫ ꯃꯈꯣꯏꯅ ꯏꯁꯤꯡ ꯐꯪꯂꯛꯇ꯭ꯔꯕ ꯃꯇꯝ ꯑꯗꯨꯗ ꯃꯤꯌꯥꯝꯁꯤ ꯍꯥꯏꯐꯦꯠ ꯋꯥꯕꯖꯥꯠꯅꯤ ꯍꯥꯏꯕ ꯈꯪꯒꯅꯤ꯫ ꯀꯔꯤꯒꯨꯝꯕ ꯀꯨꯝꯒꯤ ꯅꯣꯡ ꯑꯁꯤꯅ ꯀꯥꯂꯦꯟ ꯊꯥꯁꯤꯃ ꯆꯨꯔꯛꯇ꯭ꯔꯒꯗꯤ ꯏꯁꯤꯡ ꯐꯪꯗꯕꯒꯤ ꯋꯥꯊꯣꯛ ꯑꯃ ꯂꯥꯛꯀꯅꯤ꯫ ꯋꯥꯊꯣꯛ ꯑꯗꯨ ꯂꯥꯛ ꯍꯟꯗꯅꯕ ꯑꯃꯠꯇ ꯉꯥꯏꯔꯕ ꯄꯥꯝꯕꯩꯗꯤ ꯏꯁꯤꯡ ꯂꯩꯕ ꯃꯐꯝꯗꯒꯤ ꯃꯤꯌꯥꯝꯅ ꯏꯁꯤꯡ ꯐꯪꯍꯟꯅꯕ ꯊꯕꯛ ꯄꯥꯏꯈꯠꯄꯗꯨꯅꯤ꯫ ꯂꯣꯛꯇꯥꯛ ꯄꯥꯠꯇꯒꯤ ꯏꯁꯤꯡ ꯄꯨꯈꯠꯅꯕ ꯍꯣꯠꯅꯅꯕ ꯑꯍꯦꯟꯕ ꯃꯤꯠꯌꯦꯡ ꯊꯝꯁꯤ꯫ ꯆꯤꯡꯈꯩ ꯆꯤꯡꯗꯒꯤ ꯂꯥꯛꯄ ꯏꯁꯤꯡ ꯄꯥꯇ꯭ꯔꯒꯤ ꯈꯨꯠꯊꯥꯡꯗ ꯃꯤꯌꯥꯝꯗ ꯌꯦꯟꯊꯣꯛꯁꯤ꯫ ꯃꯅꯤꯄꯨꯔꯗ ꯍꯧꯈꯤꯕ ꯅꯨꯃꯤꯠ ꯈꯔꯅꯤ ꯑꯁꯤꯗ ꯃꯤꯌꯥꯝꯅ ꯏꯁꯤꯡ ꯐꯪꯅꯗꯕꯒꯤ ꯑꯆꯧꯕ ꯑꯋꯥꯕ ꯑꯃ ꯃꯥꯌꯣꯛꯅꯔꯤ꯫ ꯗꯥꯇꯥ ꯏꯟꯇꯔꯅꯦꯠ ꯁꯥꯔꯚꯤꯁ ꯊꯤꯡꯂꯝꯗ꯭ꯔꯕ ꯑꯃꯁꯨꯡ ꯀꯥꯡꯂꯨꯞꯀꯤ ꯏꯔꯥꯡ ꯑꯁꯤ ꯊꯣꯛꯂꯝꯗ꯭ꯔꯒꯗꯤ ꯃꯅꯤꯄꯨꯔ ꯂꯩꯉꯥꯛꯁꯤ ꯏꯁꯤꯡ ꯐꯪꯗꯕꯗꯒꯤ ꯃꯤꯋꯥ ꯃꯩꯁꯥ ꯐꯅ ꯌꯥꯝꯅ ꯂꯥꯡꯂꯝꯒꯅꯤ꯫ ꯀꯌꯥꯃꯨꯛ ꯌꯥꯝꯅ ꯏꯁꯤꯡꯒꯤ ꯑꯋꯥꯕ ꯃꯥꯌꯣꯛꯅꯒꯦ ꯍꯥꯏꯕꯕꯨ ꯄꯥꯇ꯭ꯔ ꯑꯆꯧꯕꯗ ꯏꯁꯤꯡ ꯌꯣꯜꯂꯝꯕ ꯀꯥꯡꯕꯨ ꯑꯌꯥꯝꯕ ꯊꯕꯛ ꯂꯦꯞꯈ꯭ꯔꯦ꯫ ꯇꯥꯇꯥ ꯃꯦꯖꯤꯛ ꯀꯨꯝꯕ ꯒꯥꯔꯤ ꯃꯆꯥꯁꯤꯡꯗ ꯏꯁꯤꯡ ꯂꯂꯣꯟꯕ ꯀꯥꯡꯕꯨꯗꯤ ꯄꯔꯦꯡ ꯄꯔꯦꯡ ꯂꯦꯞꯅꯕꯗ ꯅꯣꯡꯃꯗ ꯃꯉꯥꯔꯛꯇꯩ ꯍꯦꯟꯅ ꯆꯠꯄ ꯉꯝꯗ꯭ꯔꯦ꯫ ꯃꯁꯤꯒꯤꯁꯨ ꯃꯊꯛꯇ ꯀꯥꯡꯂꯨꯞꯀꯤ ꯏꯔꯥꯡ ꯊꯣꯛꯈꯤꯕꯗꯒꯤ ꯀꯥꯔꯐ꯭ꯌꯨ ꯊꯝꯖꯤꯜꯂꯛꯄꯅ ꯃꯔꯝ ꯑꯣꯏꯗꯨꯅ ꯄꯦꯇ꯭ꯔꯣꯜ ꯄꯝꯞꯁꯤꯡꯗ ꯊꯥꯎ ꯅꯤꯡꯊꯤꯅ ꯄꯤꯗ꯭ꯔꯦ꯫ ꯃꯤꯌꯥꯝ ꯍꯨꯞꯆꯤꯟꯅꯔꯛꯄꯅ ꯃꯔꯝ ꯑꯣꯏꯗꯨꯅ ꯏꯁꯤꯡ ꯂꯂꯣꯟꯕꯁꯤꯡ ꯊꯥꯎ ꯌꯦꯟꯕ ꯉꯝꯗꯕꯒꯤ ꯑꯋꯥꯕ ꯃꯥꯌꯣꯛꯅꯔꯤ꯫